ꯑꯣꯟꯂꯥꯏꯟ ꯁ꯭ꯇꯣꯔ ꯑꯃꯒꯤꯗꯃꯛ ꯃꯥꯔꯀꯦꯇꯤꯡ ꯁꯇ꯭ꯔꯦꯇꯦꯖꯤ ꯑꯃ ꯁꯦꯝꯕꯥ꯫ ꯃꯈꯥꯗ ꯑꯣꯟꯂꯥꯏꯟ ꯁ꯭ꯇꯣꯔ ꯑꯃꯅꯥ ꯃꯥꯔꯀꯦꯇꯤꯡ ꯁꯇ꯭ꯔꯦꯇꯦꯖꯤ ꯑꯃ ꯁꯦꯝꯒꯠꯅꯕꯥ ꯂꯧꯈꯠꯄꯥ ꯌꯥꯕ ꯈꯣꯡꯊꯥꯡ ꯃꯉꯥ ꯄꯤꯔꯤ: ꯇꯥꯔꯒꯦꯠ ꯑꯣꯗꯤꯁꯟ ꯑꯗꯨ ꯂꯦꯞꯊꯣꯛꯄꯥ: ꯑꯍꯥꯟꯕꯥ ꯈꯣꯡꯊꯥꯡꯗꯤ ꯑꯣꯟꯂꯥꯏꯟ ꯁ꯭ꯇꯣꯔ ꯑꯗꯨꯒꯤꯗꯃꯛ ꯇꯥꯔꯒꯦꯠ ꯑꯣꯗꯤꯁꯟ ꯑꯗꯨ ꯈꯪꯗꯣꯛꯄꯥ ꯑꯃꯁꯨꯡ ꯂꯦꯞꯊꯣꯛꯄꯅꯤ꯫ ꯃꯁꯤꯗꯥ ꯄꯣꯇꯦꯟꯁꯤꯌꯦꯜ ꯀ꯭ꯁꯇꯃꯔꯁꯤꯡꯒꯤ ꯗꯦꯃꯣꯒ꯭ꯔꯥꯐꯤꯛ, ꯂꯝꯆꯠ-ꯁꯥꯖꯠ ꯑꯃꯁꯨꯡ ꯁꯣꯄꯤꯡꯒꯤ ꯍꯩꯅꯕꯤꯁꯤꯡ ꯈꯪꯕꯥ ꯌꯥꯎꯏ꯫ ꯁ꯭ꯇꯣꯔ ꯑꯁꯤꯅ ꯃꯥꯔꯀꯦꯠꯀꯤ ꯇ꯭ꯔꯦꯟꯁꯤꯡ ꯔꯤꯁꯔꯁ ꯇꯧꯗꯨꯅꯥ ꯇꯥꯔꯒꯦꯠ ꯑꯣꯗꯤꯁꯟꯗꯥ ꯀꯔꯤ ꯃꯈꯜꯒꯤ ꯄꯣꯠꯊꯣꯛꯁꯤꯡꯗꯥ ꯄꯨꯛꯅꯤꯡ ꯆꯪꯂꯤꯕꯒꯦ ꯑꯃꯁꯨꯡ ꯃꯈꯣꯏꯒꯤ ꯄꯨꯛꯅꯤꯡ ꯀꯔꯝꯅꯥ ꯆꯤꯡꯁꯤꯟꯒꯅꯤ ꯍꯥꯏꯕꯗꯨ ꯈꯪꯕꯥ ꯌꯥꯏ꯫ ꯑꯆꯦꯠꯄꯥ ꯕ꯭ꯔꯥꯟ ꯑꯥꯏꯗꯦꯟꯇꯤꯇꯤ ꯑꯃ ꯁꯦꯝꯒꯠꯄꯥ: ꯃꯤ ꯌꯥꯝꯅ ꯇꯤꯟꯕꯥ ꯀꯩꯊꯦꯜ ꯑꯃꯗꯥ ꯑꯣꯟꯂꯥꯏꯟ ꯁ꯭ꯇꯣꯔ ꯑꯃꯅꯥ ꯃꯁꯛ ꯊꯣꯛꯄꯥ ꯑꯣꯏꯅꯕꯒꯤꯗꯃꯛ ꯑꯆꯦꯠꯄꯥ ꯕ꯭ꯔꯥꯟ ꯑꯥꯏꯗꯦꯟꯇꯤꯇꯤ ꯑꯃ ꯌꯥꯝꯅ ꯃꯔꯨꯑꯣꯏ꯫ ꯑꯣꯟꯂꯥꯏꯟ ꯁ꯭ꯇꯣꯔ ꯑꯁꯤꯅ ꯅꯤꯡꯁꯤꯡꯅꯤꯡꯉꯥꯏ ꯑꯣꯏꯕ ꯂꯣꯒꯣ, ꯇꯦꯒꯂꯥꯏꯟ, ꯑꯃꯁꯨꯡ ꯚꯤꯖꯨꯑꯦꯜ ꯁ꯭ꯇꯥꯏꯜ ꯑꯃ ꯁꯦꯝꯗꯨꯅꯥ ꯃꯁꯤꯒꯤ ꯕ꯭ꯔꯥꯟ ꯑꯥꯏꯗꯦꯟꯇꯤꯇꯤ ꯁꯦꯝꯒꯠꯄꯥ ꯌꯥꯏ꯫ ꯀꯝꯃ꯭ꯌꯨꯅꯤꯀꯦꯁꯟ ꯑꯃꯁꯨꯡ ꯃꯥꯔꯀꯦꯇꯤꯡ ꯃꯦꯇꯔꯤꯑꯦꯜ ꯄꯨꯝꯅꯃꯛ ꯑꯁꯤ ꯕ꯭ꯔꯥꯟ ꯑꯥꯏꯗꯦꯟꯇꯤꯇꯤꯒꯥ ꯆꯨꯅꯕꯥ ꯑꯣꯏꯒꯗꯕꯅꯤ ꯃꯗꯨꯅꯥ ꯑꯆꯦꯠꯄꯥ ꯑꯃꯁꯨꯡ ꯄꯨꯟꯅꯥ ꯆꯠꯃꯤꯟꯅꯕꯒꯤ ꯊꯧꯑꯣꯡ ꯑꯃ ꯁꯦꯝꯒꯠꯀꯗꯕꯅꯤ꯫ ꯑꯣꯟꯂꯥꯏꯟ ꯄ꯭ꯔꯦꯖꯦꯟꯁ ꯑꯃ ꯁꯦꯃꯒꯠꯄꯥ: ꯑꯣꯟꯂꯥꯏꯟ ꯁ꯭ꯇꯣꯔ ꯑꯃꯅꯥ ꯄꯣꯇꯦꯟꯁꯤꯌꯦꯜ ꯀꯁ꯭ꯇꯃꯔꯁꯤꯡꯕꯨ ꯄꯨꯛꯅꯤꯡ ꯆꯤꯡꯁꯤꯟꯅꯕꯥ ꯑꯆꯦꯠꯄꯥ ꯑꯣꯟꯂꯥꯏꯟ ꯄ꯭ꯔꯦꯖꯦꯟꯁ ꯑꯃ ꯂꯩꯒꯗꯕꯅꯤ꯫ ꯃꯁꯤꯗꯥ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯁꯤꯖꯤꯟꯅꯕꯗꯥ ꯂꯥꯏꯕ ꯋꯦꯕꯁꯥꯏꯠ ꯑꯃ ꯁꯦꯝꯕꯥ, ꯁꯣꯁꯤꯑꯦꯜ ꯃꯤꯗꯤꯌꯥ ꯑꯦꯀꯥꯎꯟꯁꯤꯡ ꯁꯦꯝꯕꯥ, ꯑꯃꯁꯨꯡ ꯃꯤꯌꯥꯝꯅ ꯄꯥꯝꯅꯕ ꯁꯣꯄꯤꯡ ꯄ꯭ꯂꯦꯠꯐꯣꯔꯝꯁꯤꯡꯗꯥ ꯄꯣꯠꯊꯣꯛꯁꯤꯡ ꯂꯤꯁ ꯇꯧꯕ ꯌꯥꯎꯔꯤ꯫ ꯑꯣꯟꯂꯥꯏꯟ ꯁ꯭ꯇꯣꯔ ꯑꯁꯤꯅ ꯁꯔꯁ ꯏꯟꯖꯤꯟꯁꯤꯡꯗꯥ ꯃꯈꯣꯏꯒꯤ ꯚꯤꯖꯤꯕꯤꯂꯤꯇꯤ ꯐꯒꯠꯍꯟꯅꯕꯥ ꯁꯔꯁ ꯏꯟꯖꯤꯟ ꯑꯣꯞꯇꯤꯃꯥꯏꯖꯦꯁꯟ ꯇꯦꯛꯅꯤꯛꯁꯤꯡ ꯁꯤꯖꯤꯟꯅꯕꯥ ꯌꯥꯒꯅꯤ꯫ ꯄ꯭ꯔꯃꯣꯁꯟꯒꯤꯗꯃꯛ ꯁꯣꯁꯤꯑꯦꯜ ꯃꯤꯗꯤꯌꯥ ꯁꯤꯖꯤꯟꯅꯧ: ꯁꯣꯁꯤꯑꯦꯜ ꯃꯤꯗꯤꯌꯥ ꯑꯁꯤ ꯑꯣꯟꯂꯥꯏꯟ ꯁ꯭ꯇꯣꯔ ꯑꯃ ꯄ꯭ꯔꯃꯣꯠ ꯇꯧꯅꯕꯒꯤ ꯏꯐꯦꯛꯇꯤꯕ ꯑꯣꯏꯕ ꯃꯑꯣꯡ ꯑꯃ ꯑꯣꯏꯕ ꯌꯥꯏ꯫ ꯁ꯭ꯇꯣꯔ ꯑꯁꯤꯅ ꯃꯤꯌꯥꯝꯅ ꯄꯥꯝꯅꯕ ꯁꯣꯁꯤꯑꯦꯜ ꯃꯤꯗꯤꯌꯥ ꯄ꯭ꯂꯦꯠꯐꯣꯔꯝꯁꯤꯡꯗꯥ ꯑꯦꯀꯥꯎꯟꯁꯤꯡ ꯁꯦꯝꯕꯥ ꯌꯥꯏ ꯑꯃꯁꯨꯡ ꯐꯣꯂꯣꯋꯔꯁꯤꯡꯒꯥ ꯆꯥꯡ ꯅꯥꯏꯅ ꯑꯞꯗꯦꯠꯁꯤꯡ ꯁꯦꯌꯔ ꯇꯧꯕ ꯌꯥꯏ꯫ ꯁꯣꯁꯤꯑꯦꯜ ꯃꯤꯗꯤꯌꯥ ꯏꯟꯐ꯭ꯂꯨꯑꯦꯟꯖꯔꯁꯤꯡꯅꯥ ꯄꯣꯠꯊꯣꯛꯁꯤꯡ ꯑꯦꯟꯗꯣꯔꯁ ꯇꯧꯅꯕꯥ ꯑꯃꯁꯨꯡ ꯄꯥꯛ ꯆꯥꯎꯔꯕ ꯑꯣꯗꯤꯑꯣꯗꯥ ꯌꯧꯍꯟꯅꯕꯥ ꯑꯦꯡꯒꯦꯖ ꯇꯧꯕ ꯌꯥꯏ꯫ ꯑꯣꯟꯂꯥꯏꯟ ꯁ꯭ꯇꯣꯔ ꯑꯁꯤꯅ ꯁꯣꯁꯤꯑꯦꯜ ꯃꯤꯗꯤꯌꯥ ꯑꯦꯗꯚꯥꯔꯇꯥꯏꯖꯃꯦꯟ ꯁꯤꯖꯤꯟꯅꯗꯨꯅꯥ ꯃꯁꯤꯒꯤ ꯑꯦꯠꯁꯤꯡ ꯑꯁꯤ ꯑꯀꯛꯅꯕꯥ ꯌꯨꯖꯔꯁꯤꯡꯗꯥ ꯇꯥꯔꯒꯦꯠ ꯇꯧꯕꯁꯨ ꯌꯥꯏ꯫ ꯑꯈꯟꯅꯕꯥ ꯗꯤꯁꯀꯥꯎꯟ ꯑꯃꯁꯨꯡ ꯄ꯭ꯔꯣꯃꯣꯁꯟꯁꯤꯡ ꯄꯤꯕꯥ: ꯑꯣꯟꯂꯥꯏꯟ ꯁ꯭ꯇꯣꯔ ꯑꯃꯒꯤ ꯏꯐꯦꯛꯇꯤꯕ ꯃꯥꯔꯀꯦꯇꯤꯡ ꯁꯇ꯭ꯔꯦꯇꯦꯖꯤ ꯑꯃꯗꯤ ꯀꯁ꯭ꯇꯃꯔꯁꯤꯡꯕꯨ ꯄꯨꯛꯅꯤꯡ ꯆꯤꯡꯁꯤꯟꯅꯕꯥ ꯑꯈꯟꯅꯕꯥ ꯗꯤꯁꯀꯥꯎꯟ ꯑꯃꯁꯨꯡ ꯄ꯭ꯔꯣꯃꯣꯁꯟꯁꯤꯡ ꯄꯤꯕꯅꯤ꯫ ꯁ꯭ꯇꯣꯔ ꯑꯁꯤꯅ ꯂꯤꯃꯤꯇꯦꯗꯠ-ꯇꯥꯏꯝ ꯁꯦꯜꯁꯤꯡ ꯆꯂꯥꯏꯕꯥ ꯌꯥꯏ, ꯗꯤꯁꯀꯥꯎꯟ ꯀꯣꯠꯁꯤꯡ ꯄꯤꯕꯥ ꯌꯥꯏ ꯑꯃꯁꯨꯡ ꯗꯣꯀꯔꯁꯤꯡꯕꯨ ꯂꯝꯖꯤꯡꯅꯕꯥ ꯐ꯭ꯔꯤ ꯁꯤꯄꯤꯡ ꯄꯤꯕꯥ ꯌꯥꯏ꯫ ꯄ꯭ꯔꯣꯃꯣꯁꯟꯁꯤꯡ ꯑꯁꯤ ꯋꯦꯕꯁꯥꯏꯠ, ꯁꯣꯁꯤꯑꯦꯜ ꯃꯤꯗꯤꯌꯥ ꯑꯦꯀꯥꯎꯟꯁꯤꯡꯗꯥ, ꯑꯃꯁꯨꯡ ꯏꯃꯦꯜ ꯃꯥꯔꯀꯦꯇꯤꯡꯒꯤ ꯈꯨꯠꯊꯥꯡꯗꯥ ꯑꯦꯗꯚꯥꯔꯇꯥꯏꯖ ꯇꯧꯗꯨꯅꯥ ꯈ꯭ꯋꯥꯏꯗꯒꯤ ꯌꯥꯝꯅ ꯑꯦꯛꯁꯄꯣꯖꯔ ꯇꯧꯕ ꯌꯥꯏ꯫